ꯗꯤ. ꯑꯦꯟ. ꯑꯦ. ꯑꯃꯁꯨꯡ ꯑꯥꯔ. ꯑꯦꯟ. ꯑꯦ. ꯑꯅꯤꯃꯛ ꯑꯁꯤ ꯄꯨꯟꯁꯤꯒꯤ ꯃꯔꯨꯑꯣꯏꯕ ꯅ꯭ꯌꯨꯀꯂꯤꯛ ꯑꯦꯁꯤꯠꯁꯤꯡꯅꯤ, ꯃꯈꯣꯏꯅꯥ ꯖꯦꯅꯦꯇꯤꯛ ꯏꯟꯐꯣꯔꯃꯦꯁꯟ ꯊꯝꯅꯕꯥ ꯑꯃꯁꯨꯡ ꯇ꯭ꯔꯥꯟꯁꯃꯤꯠ ꯇꯧꯕꯒꯤ ꯊꯧꯗꯥꯡ ꯂꯧꯔꯤ꯫ ꯃꯈꯣꯏ ꯑꯅꯤꯃꯛ ꯑꯁꯤ ꯅ꯭ꯌꯨꯀꯂꯤꯛꯑꯣꯇꯥꯏꯗꯁꯤꯡꯅꯥ ꯁꯦꯝꯕꯅꯤ, ꯃꯈꯣꯏ ꯑꯁꯤ ꯅꯥꯏꯇꯔꯣꯖꯦꯟꯒꯤ ꯕꯦꯖ ꯑꯃ, ꯆꯤꯅꯤꯒꯤ ꯃꯣꯂꯤꯀꯌꯨꯜ ꯑꯃ ꯑꯃꯁꯨꯡ ꯐꯣꯁꯐꯦꯠ ꯀꯥꯡꯂꯨꯞ ꯑꯃ ꯌꯥꯎꯏ꯫ ꯑꯗꯨꯝ ꯑꯣꯏꯅꯃꯛ ꯗꯤ. ꯑꯦꯟ. ꯑꯦ. ꯑꯃꯁꯨꯡ ꯑꯥꯔ. ꯑꯦꯟ. ꯑꯦ. ꯒꯤ ꯃꯔꯛꯇ ꯃꯔꯨꯑꯣꯏꯕ ꯈꯦꯠꯅꯕꯥ ꯀꯌꯥ ꯂꯩꯔꯤ꯫ ꯑꯍꯥꯟꯕ ꯈꯦꯟꯅꯕꯥ ꯑꯁꯤ ꯃꯈꯣꯏꯒꯤ ꯁ꯭ꯇꯔꯛꯆꯔꯗꯥ ꯂꯩ꯫ ꯗꯤ. ꯑꯦꯟ. ꯑꯦ. ꯅꯥ ꯗꯕꯜ-ꯁ꯭ꯇꯔꯦꯟꯗ ꯃꯣꯂꯤꯀꯌꯨꯜ ꯑꯃꯅꯤ, ꯃꯁꯤꯗ ꯅ꯭ꯌꯨꯀꯂꯤꯛꯑꯣꯇꯥꯏꯗꯀꯤ ꯁꯥꯡꯂꯕ ꯆꯦꯟ ꯑꯅꯤ ꯑꯁꯤ ꯗꯕꯜ ꯍꯦꯂꯤꯛꯁ ꯑꯃꯗ ꯆꯦꯟꯊꯔꯛꯏ, ꯑꯗꯨꯒ ꯑꯥꯔ. ꯑꯦꯟ. ꯑꯦ. ꯅꯥ ꯁꯤꯡꯅꯦꯜ-ꯁ꯭ꯇꯔꯦꯟꯗ ꯑꯣꯏ꯫ ꯃꯁꯤꯅ ꯇꯥꯛꯄꯗꯤ ꯗꯤ. ꯑꯦꯟ. ꯑꯦ. ꯅꯥ ꯌꯥꯝꯅ ꯍꯦꯟꯅꯥ ꯇꯪꯗꯨ ꯂꯩꯇꯥꯕ ꯑꯣꯏ ꯑꯃꯁꯨꯡ ꯃꯇꯝ ꯌꯥꯝꯅ ꯁꯥꯡꯅ ꯖꯦꯅꯦꯇꯤꯛ ꯏꯟꯐꯣꯔꯃꯦꯁꯟ ꯊꯝꯕꯥ ꯉꯝꯃꯤ꯫ ꯑꯅꯤꯁꯨꯕꯗꯥ, ꯗꯤ. ꯑꯦꯟ. ꯑꯦ. ꯗꯥ ꯂꯩꯕ ꯆꯤꯅꯤꯒꯤ ꯃꯣꯂꯤꯀꯌꯨꯜ ꯑꯁꯤ ꯗꯤꯑꯣꯛꯁꯤꯔꯥꯏꯕꯣꯖꯅꯤ, ꯑꯗꯨꯒ ꯑꯥꯔ. ꯑꯦꯟ. ꯑꯦ. ꯗꯥ, ꯃꯁꯤ ꯔꯥꯏꯕꯣꯖꯅꯤ꯫ ꯔꯥꯏꯕꯣꯖ ꯃꯣꯂꯤꯀꯌꯨꯜꯗ ꯑꯍꯦꯟꯕ ꯑꯣꯛꯁꯤꯖꯦꯟ ꯑꯦꯇꯣꯝ ꯑꯃ ꯂꯩꯕꯅ ꯑꯥꯔ. ꯑꯦꯟ. ꯑꯦ. ꯃꯁꯤꯒꯤ ꯃꯊꯛꯇ, ꯗꯤ. ꯑꯦꯟ. ꯑꯦ. ꯅꯥ ꯅꯥꯏꯇꯔꯣꯖꯦꯟꯒꯤ ꯕꯦꯖꯁꯤꯡ ꯑꯦꯗꯦꯅꯤꯟ (ꯑꯦ), ꯒꯨꯌꯥꯅꯤꯟ (ꯖꯤ), ꯁꯥꯏꯇꯣꯁꯤꯟ (ꯁꯤ), ꯑꯃꯁꯨꯡ ꯊꯥꯏꯃꯤꯟ (ꯇꯤ) ꯁꯤꯖꯤꯟꯅꯔꯛꯄꯥ ꯃꯇꯝꯗ, ꯑꯥꯔ. ꯑꯦꯟ. ꯑꯦ. ꯅꯥ ꯊꯥꯏꯃꯤꯟ (ꯇꯤ)ꯒꯤ ꯃꯍꯨꯠꯇ ꯌꯨꯔꯦꯁꯤꯜ (ꯌꯨ) ꯁꯤꯖꯤꯟꯅꯔꯤ꯫ ꯐꯉ꯭ꯀꯁꯉꯤ ꯃꯇꯥꯡꯗ ꯍꯥꯏꯔꯕꯗ, ꯗꯤ. ꯑꯦꯟ. ꯑꯦ. ꯅꯥ ꯃꯔꯨ ꯑꯣꯏꯅ ꯖꯦꯅꯦꯇꯤꯛ ꯏꯟꯐꯣꯔꯃꯦꯁꯟ ꯊꯝꯖꯤꯟꯕ ꯑꯃꯁꯨꯡ ꯃꯁꯤꯕꯨ ꯃꯤꯔꯣꯜ ꯑꯃꯗꯒꯤ ꯃꯊꯪꯒꯤ ꯃꯤꯔꯣꯜ ꯑꯃꯗ ꯌꯧꯍꯟꯕꯒꯤ ꯊꯧꯗꯥꯡ ꯂꯧꯔꯤ, ꯑꯗꯨꯒ ꯑꯥꯔ. ꯑꯦꯟ. ꯑꯦ. ꯅꯥ ꯏꯟꯐꯣꯔꯃꯦꯁꯟ ꯑꯗꯨ ꯐꯣꯡꯗꯣꯛꯄꯗ ꯁꯔꯨꯛ ꯌꯥꯔꯤ꯫ ꯗꯤ. ꯑꯦꯟ. ꯑꯦ. ꯅꯥ ꯃꯦꯁꯦꯟꯖꯔ ꯑꯥꯔ. ꯑꯦꯟ. ꯑꯦ. (ꯑꯦꯝ. ꯑꯥꯔ. ꯑꯦꯟ. ꯑꯦ.)ꯗꯥ ꯇ꯭ꯔꯥꯟꯁꯀꯔꯤꯞꯁꯟ ꯇꯧꯏ, ꯃꯗꯨꯒꯤ ꯃꯇꯨꯡꯗꯥ ꯄ꯭ꯔꯣꯇꯤꯟ ꯑꯃꯗ ꯍꯟꯗꯣꯛꯏ꯫ ꯑꯥꯔ. ꯑꯦꯟ. ꯑꯦ. ꯅꯥ ꯀꯦꯇꯥꯂꯥꯏꯁꯤꯁ, ꯖꯤꯟ ꯔꯦꯒꯨꯂꯦꯁꯟ ꯑꯃꯁꯨꯡ ꯁ꯭ꯄꯂꯥꯏꯁꯤꯡꯗꯁꯨ ꯊꯧꯗꯥꯡ ꯂꯧꯔꯤ꯫ ꯈꯪꯖꯤꯒꯗꯕꯥ ꯑꯃꯅ, ꯗꯤ. ꯑꯦꯟ. ꯑꯦ. ꯑꯃꯁꯨꯡ ꯑꯥꯔ. ꯑꯦꯟ. ꯑꯦ. ꯗꯤ. ꯑꯦꯟ. ꯑꯦ. ꯅꯥ ꯆꯤꯅꯤ ꯑꯣꯏꯅ ꯗꯤꯑꯣꯛꯁꯤꯔꯥꯏꯕꯣꯖ ꯌꯥꯎꯕ ꯗꯕꯜ-ꯁ꯭ꯇꯔꯦꯟꯗ, ꯇꯪꯗꯨ ꯂꯩꯇꯥꯕ ꯃꯣꯂꯤꯀꯌꯨꯜ ꯑꯃꯅꯤ, ꯑꯗꯨꯒ ꯑꯥꯔ. ꯑꯦꯟ. ꯑꯦ. ꯅꯥ ꯁꯤꯡꯒꯜ-ꯁ꯭ꯇꯔꯦꯟꯗ, ꯂꯦꯡ-ꯑꯣꯠꯄꯥ ꯍꯟꯊꯕꯥ, ꯔꯥꯏꯕꯣꯖꯅ ꯃꯁꯤꯒꯤ ꯆꯤꯅꯤ ꯑꯃꯁꯨꯡ ꯊꯥꯏꯃꯤꯉꯤ ꯃꯍꯨꯠꯇꯥ ꯌꯨꯔꯦꯁꯤꯜ ꯌꯥꯑꯣꯕꯥ ꯃꯣꯂꯤꯛꯌꯨꯜ ꯑꯃꯅꯤ꯫ ꯗꯤ. ꯗꯤ ꯑꯦꯟ. ꯑꯦ. ꯅꯥ ꯖꯦꯅꯦꯇꯤꯛ ꯏꯅꯐꯣꯔꯃꯦꯁꯟ ꯊꯝꯅꯕꯒꯤ ꯊꯧꯗꯥꯡ ꯂꯧꯔꯤ, ꯑꯗꯨꯒ ꯑꯥꯔ. ꯑꯦꯟ. ꯑꯦ. ꯅꯥ ꯃꯁꯤꯒꯤ ꯑꯦꯛꯁꯄꯔꯦꯁꯟꯗꯥ ꯁꯔꯨꯛ ꯌꯥꯔꯤ꯫ ꯑꯦꯃꯥꯖꯣꯟ ꯑꯁꯤ ꯐꯣꯔꯆꯨꯟ ꯆꯧꯉꯥ ꯒꯤ ꯀꯝꯄꯦꯅꯤ ꯑꯃꯅꯤ꯫ ꯃꯁꯤ ꯃꯦꯟꯌꯨꯐꯦꯛꯆꯔꯤꯡ ꯀꯝꯄꯅꯤ, ꯁꯔꯚꯤꯁ ꯀꯝꯄꯅꯤ ꯅꯠꯇꯔꯒ ꯇꯦꯛꯅꯣꯂꯣꯖꯤ ꯀꯝꯄꯅꯤ ꯍꯥꯏꯅ ꯀ꯭ꯂꯥꯁꯤꯐꯥꯏ ꯇꯧꯏ꯫ ꯑꯦꯃꯥꯖꯣꯟ ꯑꯁꯤ ꯇꯦꯛꯅꯣꯂꯣꯖꯤ ꯀꯝꯄꯦꯅꯤ ꯑꯃ ꯑꯣꯏꯅ ꯀ꯭ꯂꯥꯁꯤꯐꯥꯏ ꯇꯧꯏ꯫ ꯃꯁꯤ ꯃꯔꯨꯑꯣꯏꯅ ꯃꯁꯤꯒꯤ ꯏ-ꯀꯃꯔꯁ ꯄ꯭ꯂꯦꯠꯐꯣꯔꯝꯒꯤꯗꯃꯛ ꯈꯪꯅꯩ, ꯑꯗꯨꯕꯨ ꯃꯁꯤꯗ ꯀ꯭ꯂꯥꯎꯗ ꯀꯝꯄꯌꯨꯇꯤꯡ ꯁꯔꯚꯤꯁꯁꯤꯡ (ꯑꯦꯃꯥꯖꯣꯟ ꯋꯦꯕ ꯁꯔꯕꯤꯁꯁꯤꯡ) ꯑꯃꯁꯨꯡ ꯀꯟꯖꯨꯃꯔ ꯏꯂꯦꯛꯇꯔꯣꯅꯤꯛꯁ (ꯑꯦꯃꯥꯖꯣꯟ ꯏꯀꯣꯒꯨꯝꯕꯥ)ꯒꯨꯝꯕꯥ ꯃꯈꯜ ꯀꯌꯥꯒꯤ ꯑꯇꯣꯞꯄꯥ ꯇꯦꯛꯅꯣꯂꯣꯖꯤ ꯁꯔꯚꯤꯁꯁꯤꯡ ꯑꯃꯁꯨꯡ ꯄꯣꯠꯊꯣꯛꯁꯤꯡꯁꯨ ꯂꯩꯔꯤ꯫ ꯑꯗꯨꯝ ꯑꯣꯏꯅꯃꯛ, ꯃꯁꯤ ꯈꯪꯖꯤꯒꯗꯕꯅꯤ ꯃꯗꯨꯗꯤ ꯑꯦꯃꯥꯖꯣꯟꯅꯥ ꯁꯤꯄꯤꯡ ꯑꯃꯁꯨꯡ ꯂꯣꯖꯤꯁ꯭ꯇꯤꯛꯒꯨꯝꯕꯥ ꯁꯔꯚꯤꯁꯁꯤꯡꯁꯨ ꯄꯤꯔꯤ, ꯃꯁꯤꯅ ꯃꯁꯤꯕꯨꯁꯨ ꯁꯔꯚꯤꯁ ꯀꯝꯄꯦꯅꯤ ꯑꯃ ꯑꯣꯏꯅ ꯂꯧꯕ ꯌꯥꯏ꯫